ꯑꯦꯐꯤꯂꯤꯌꯦꯁꯟꯁꯤꯡ ꯗꯦꯜꯅꯥ ꯏꯟꯇꯔꯅꯦꯁꯅꯦꯜ ꯕꯤꯖꯤꯅꯦꯁ ꯀꯥꯎꯟꯁꯤꯜ ꯌꯨꯅꯥꯏꯇꯦꯠ ꯁ꯭ꯇꯦꯠ ꯀꯤ ꯕꯤꯖꯤꯅꯦꯁ ꯀꯥꯎꯟꯁꯤꯜꯒꯤ ꯑꯦꯛꯖꯤꯀ꯭ꯌꯨꯇꯤꯕ ꯀꯝꯃꯤꯇꯤ ꯋꯥꯔꯠꯇ ꯏꯀꯣꯅꯣꯃꯤꯛ ꯐꯣꯔꯝꯒꯤ ꯐꯥꯎꯟꯗꯦꯁꯟ ꯕꯣꯔꯗꯇꯥ ꯊꯕꯛ ꯇꯧꯔꯤ꯫ ꯃꯍꯥꯛꯅꯥ ꯃꯃꯥꯡꯗꯥ ꯌꯨꯅꯥꯏꯇꯦꯠ ꯁ꯭ꯇꯦꯠꯀꯤ ꯔꯥꯁꯇ꯭ꯔꯄꯇꯤꯒꯤ ꯀꯥꯎꯟꯁꯤꯜ ꯑꯣꯐ ꯑꯦꯗꯚꯥꯏꯖꯔꯁ ꯑꯣ ꯁꯥꯏꯟꯁ ꯑꯦꯟꯗ ꯇꯦꯛꯅꯣꯂꯣꯖꯤꯒꯤ ꯃꯦꯝꯕꯔ ꯑꯣꯏꯅꯥ ꯊꯕꯛ ꯇꯧꯔꯝꯃꯤ꯫ ꯂꯤꯁꯤꯡ ꯑꯅꯤ ꯀꯨꯟꯒꯤ ꯑꯦꯄ꯭ꯔꯤꯜꯗꯥ ꯒꯚꯔꯅꯔ ꯒ꯭ꯔꯦꯒ ꯑꯦꯕꯣꯔ꯭ꯠꯅꯥ ꯗꯦꯜꯕꯨ ꯁ꯭ꯇꯔꯥꯏꯟ ꯐꯣꯔꯁ ꯇꯨ ꯑꯣꯄꯦꯟ ꯇꯦꯛꯁꯥꯁꯇꯥ ꯃꯤꯡ ꯆꯟꯈꯤ ꯀꯣꯕꯤꯗ ꯇꯔꯥꯃꯥꯄꯟ ꯂꯥꯏꯆꯠꯀꯤ ꯃꯇꯝꯗꯥ ꯔꯥꯖ꯭ꯌ ꯑꯁꯤ ꯇꯞꯅꯥ ꯇꯞꯅꯥ ꯑꯃꯨꯛ ꯍꯟꯅꯥ ꯍꯥꯡꯗꯣꯛꯅꯕꯥ ꯁꯥꯐꯕꯥ ꯑꯃꯁꯨꯡ ꯏꯐꯦꯛꯇꯤꯚ ꯑꯣꯏꯕꯥ ꯄꯥꯝꯕꯩꯁꯤꯡ ꯊꯤꯕꯒꯤ ꯊꯕꯛ ꯄꯤꯈꯤꯕꯥ ꯀꯥꯡꯂꯨꯞ ꯑꯃꯅꯤ꯫ ꯑꯏꯕ ꯂꯤꯁꯤꯡ ꯑꯃ ꯆꯃꯥꯄꯟ ꯃꯧꯗ꯭ꯔꯥ ꯃꯥꯄꯟꯗꯥ ꯗꯦꯜꯒꯤ ꯂꯥꯏꯔꯤꯛ ꯗꯥꯏꯔꯦꯛ ꯐ꯭ꯔꯣꯝ ꯗꯦꯜ ꯁ꯭ꯇꯔꯦꯇꯦꯖꯤꯖꯡ ꯗꯦꯠ ꯔꯤꯚꯣꯂꯨꯁꯟꯅꯥꯏꯖ ꯑꯦꯟ ꯏꯟꯗꯁ꯭ꯇꯔꯤ ꯍꯥꯔꯄꯔꯕꯤꯖꯤꯅꯦꯁꯅꯥ ꯏꯕꯥ ꯑꯁꯤ ꯃꯍꯥꯛꯀꯤ ꯑꯍꯥꯟꯕꯥ ꯄꯨꯟꯁꯤ ꯃꯍꯥꯛꯀꯤ ꯀꯝꯄꯦꯅꯤ ꯂꯤꯡꯈꯠꯈꯤꯕꯥ ꯆꯥꯎꯈꯠꯂꯛꯄꯥ ꯑꯃꯁꯨꯡ ꯈꯣꯡꯊꯥꯡꯁꯤꯡ ꯂꯧꯈꯠꯈꯤꯕꯁꯤꯡꯒꯥ ꯂꯣꯏꯅꯅꯥ ꯇꯝꯈꯤꯕꯥ ꯂꯧꯁꯤꯡꯒꯤ ꯑꯦꯀꯥꯎꯟꯠ ꯑꯃꯅꯤ꯫ ꯂꯥꯏꯔꯤꯛ ꯑꯁꯤ ꯀꯦꯊꯔꯤꯟ ꯐ꯭ꯔꯦꯁꯃꯦꯟꯒꯥ ꯈꯨꯠꯁꯝꯅꯗꯨꯅꯥ ꯏꯈꯤꯕꯅꯤ꯫ ꯗꯦꯜꯒꯤ ꯑꯅꯤꯁꯨꯕꯥ ꯂꯥꯏꯔꯤꯛ ꯄ꯭ꯂꯦ ꯅꯥꯏꯁ ꯕꯠ ꯋꯤꯟ ꯑꯦ ꯁꯤ. ꯏ. ꯑꯣꯁ ꯖꯔꯅꯤ ꯐ꯭ꯔꯣꯝ ꯐꯥꯎꯟꯗꯔ ꯇꯨ ꯂꯤꯗꯔ ꯐ‌ꯣꯔꯁꯐꯣꯂꯤꯑꯣꯅꯥ ꯑꯁꯤ ꯃꯍꯥꯛꯄꯨ ꯂꯨꯆꯤꯡꯕ ꯑꯃꯥ ꯑꯣꯏꯅꯥ ꯐꯣꯡꯗꯣꯛꯈꯤꯕꯥ ꯃꯅꯨꯡꯒꯤ ꯂꯥꯟꯐꯝꯁꯤꯡꯒꯤ ꯋꯥꯔꯤ ꯑꯃꯅꯤ꯫ ꯂꯥꯏꯔꯤꯛ ꯑꯁꯤ ꯖꯦꯝꯁ ꯀꯞꯂꯥꯟꯒꯥ ꯈꯨꯠꯁꯝꯅꯗꯨꯅꯥ ꯏꯈꯤꯕꯅꯤ꯫ ꯃꯍꯥꯛꯀꯤ ꯄꯨꯟꯁꯤ ꯗꯦꯜꯅꯥ ꯑꯣꯛꯇꯣꯕꯔ ꯀꯨꯟꯅꯤꯄꯥꯟ ꯗꯥ ꯇꯦꯛꯁꯥꯁꯀꯤ ꯑꯁꯇꯤꯟꯗꯥ ꯁꯨꯁꯥꯟ ꯂꯤꯕꯔꯃꯦꯟꯒꯥ ꯂꯨꯍꯣꯡꯈꯤ ꯃꯄꯨꯔꯣꯏꯕꯥ ꯑꯗꯨ ꯃꯈꯣꯏꯒꯤ ꯃꯆꯥ ꯃꯔꯤꯒꯥ ꯂꯣꯏꯅꯅꯥ ꯃꯐꯝ ꯑꯗꯨꯗꯥ ꯂꯩꯔꯤ꯫ ꯃꯤꯌꯥꯝꯗ ꯃꯇꯦꯡ ꯂꯤꯁꯤꯡ ꯑꯃ ꯆꯃꯥꯄꯟ ꯃꯧꯗ꯭ꯔꯥ ꯃꯥꯄꯟꯗꯥ ꯃꯥꯏꯀꯦꯜ ꯑꯃꯁꯨꯡ ꯁꯨꯁꯥꯟ ꯗꯦꯜꯅꯥ ꯃꯥꯏꯀꯦꯜ ꯑꯃꯁꯨꯡ ꯁꯨꯁꯥꯠ ꯗꯦꯜ ꯐꯥꯎꯟꯗꯦꯁꯟ ꯂꯤꯡꯈꯠꯈꯤ ꯃꯁꯤꯅꯥ ꯑꯇꯣꯞꯄꯥ ꯃꯔꯝꯁꯤꯡꯒꯤ ꯃꯅꯨꯡꯗꯥ ꯒ꯭ꯔꯥꯟꯠꯁꯤꯡ ꯁꯍꯔꯒꯤ ꯃꯍꯩ ꯃꯁꯤꯡ ꯑꯉꯥꯡꯁꯤꯡꯒꯤ ꯍꯛꯁꯦꯜ ꯑꯃꯁꯨꯡ ꯏꯃꯨꯡꯒꯤ ꯁꯦꯟꯃꯤꯠꯂꯣꯟꯒꯤ ꯇꯪꯗꯨ ꯂꯩꯇꯥꯕꯗꯥ ꯃꯤꯠꯌꯦꯡ ꯊꯝꯂꯤ꯫ ꯑꯣꯁꯇꯤꯟ ꯀꯦꯝꯄꯁꯇꯥ ꯂꯩꯕꯥ ꯇꯦꯛꯁꯥꯁ ꯌꯨꯅꯤꯚꯔꯁꯤꯇꯤꯗꯥ ꯑꯅꯧꯕꯥ ꯀꯝꯄ꯭ꯌꯨꯇꯔ ꯁꯥꯏꯟꯁ ꯕꯤꯜꯗꯤꯡ ꯑꯃꯥ ꯁꯥꯅꯕꯥ ꯐꯟꯗ ꯑꯣꯏꯅꯥ ꯄꯤꯈꯤ꯫ ꯍꯥꯔꯁꯐꯤꯜꯗ ꯖꯦꯛꯁꯟ ꯑꯦꯠꯂꯥꯟꯇ ꯏꯟꯇꯔꯅꯦꯁ꯭ꯅꯦꯜ ꯑꯦꯌꯔꯄꯣꯔ꯭ꯠ ꯑꯁꯤ ꯌꯨꯅꯥꯏꯇꯦꯠ ꯁ꯭ꯇꯦꯠꯀꯤ ꯔꯥꯖ꯭ꯌ ꯖꯣꯔꯖ꯭ꯌꯥꯗ ꯂꯩꯕ ꯑꯦꯠꯂꯥꯟꯇ ꯑꯃꯁꯨꯡ ꯃꯁꯤꯒꯤ ꯑꯀꯣꯏꯕꯗ ꯂꯩꯕ ꯃꯦꯇ꯭ꯔꯣꯄꯣꯂꯤꯇꯥꯟꯒꯤ ꯃꯐꯝꯗ ꯊꯕꯛ ꯇꯧꯕ ꯃꯔꯨꯑꯣꯏꯕ ꯏꯟꯇꯔꯅꯦꯁꯅꯦꯜ ꯑꯦꯌꯔꯄꯣꯔ꯭ꯠꯅꯤ꯫ ꯑꯦꯌꯔꯄꯣꯔꯠ ꯑꯁꯤ ꯗꯥꯎꯟꯇꯥꯎꯟ ꯑꯦꯠꯂꯥꯟꯇꯥ ꯖꯤꯂꯥꯒꯤ ꯈꯥ ꯊꯪꯕ ꯁꯔꯨꯛꯇ ꯅꯤꯄꯥꯟ ꯇꯔꯦꯠ ꯀꯤꯂꯣꯃꯤ ꯂꯥꯞꯅ ꯂꯩ꯫ ꯃꯁꯤꯒꯤ ꯃꯃꯤꯡ ꯑꯁꯤ ꯍꯥꯟꯅꯒꯤ ꯑꯦꯠꯂꯥꯟꯇꯥꯒꯤ ꯃꯦꯌꯔꯁꯤꯡ ꯋꯤꯂꯤꯌꯝ ꯕꯤ. ꯍꯥꯔꯁꯐꯤꯜꯗ ꯑꯃꯁꯨꯡ ꯃꯦꯅꯥꯔ꯭ꯗ ꯖꯦꯛꯁꯟ ꯃꯃꯤꯡ ꯂꯧꯗꯨꯅ ꯀꯧꯈꯤꯕꯅꯤ꯫ ꯏꯪ ꯂꯤꯁꯤꯡ ꯑꯃ ꯆꯃꯥꯄꯟ ꯃꯧꯗ꯭ꯔꯥ ꯃꯥꯄꯟꯗꯒꯤ ꯍꯧꯅ ꯍꯥꯔꯁꯐꯤꯜꯗ ꯖꯦꯛꯁꯟ ꯑꯁꯤ ꯄꯦꯁꯦꯟꯖꯔ ꯇ꯭ꯔꯥꯐꯤꯛꯀꯤ ꯃꯇꯨꯡ ꯏꯟꯅ ꯃꯥꯂꯦꯝꯒꯤ ꯈ꯭ꯋꯥꯏꯗꯒꯤ ꯊꯨꯅ ꯆꯠꯄ ꯑꯦꯌꯔꯄꯣꯔ꯭ꯠ ꯑꯣꯏꯔꯛꯈꯤ꯫ ꯍꯥꯔꯁꯐꯤꯜꯗ ꯖꯦꯛꯁꯟ ꯑꯁꯤ ꯑꯦꯌꯔꯀ꯭ꯔꯥꯐꯁꯤꯡ ꯆꯠꯄꯗ ꯃꯥꯂꯦꯝꯒꯤ ꯈ꯭ꯋꯥꯏꯗꯒꯤ ꯊꯨꯅ ꯆꯠꯄ ꯑꯦꯌꯔꯄꯣꯔ꯭ꯠꯁꯨ ꯑꯣꯏꯔꯤ꯫ ꯍꯥꯔꯁꯐꯤꯜ ꯖꯦꯛꯁꯟ ꯑꯁꯤ ꯀꯣꯔꯄꯣꯔꯦꯠꯀꯤ ꯃꯌꯥꯏꯂꯣꯏꯁꯪꯅꯤ ꯑꯃꯁꯨꯡ ꯗꯦꯜꯇꯥ ꯑꯦꯌꯔ ꯂꯥꯏꯟꯁ ꯃꯔꯨꯑꯣꯏꯕ ꯃꯐꯝ ꯑꯃꯅꯤ꯫ ꯃꯁꯤꯒꯤ ꯃꯊꯛꯇ ꯍꯥꯔꯁꯐꯤꯜꯗ ꯖꯦꯛꯁꯟ ꯑꯁꯤ ꯗꯦꯜꯇꯥꯒꯤ ꯇꯦꯛꯅꯤꯀꯦꯜ ꯑꯣꯄꯔꯦꯁꯟ ꯁꯦꯟꯇꯔ ꯌꯨꯝꯁꯨ ꯑꯣꯏꯔꯤ ꯃꯁꯤ ꯑꯦꯌꯔꯂꯥꯏꯟ ꯑꯁꯤꯒꯤ ꯃꯔꯨ ꯑꯣꯏꯕ ꯁꯦꯟꯅ ꯁꯦꯟꯅꯕꯒꯤ ꯊꯕꯛ ꯁꯦꯝ ꯁꯥꯖꯤꯟꯕꯒꯤ ꯊꯕꯛ ꯑꯃꯁꯨꯡ ꯁꯦꯝ ꯁꯥꯗꯨꯅ ꯌꯦꯡꯁꯤꯟꯕꯒꯤ ꯊꯕꯛ ꯇꯧꯕ ꯈꯨꯠꯅꯤ꯫ ꯗꯦꯜꯇꯥꯒꯤ ꯃꯊꯛꯇ ꯍꯥꯔꯁꯔꯁꯐꯤꯜꯗ ꯖꯦꯛꯁꯟ ꯑꯁꯤ ꯃꯃꯜ ꯌꯥꯝꯗꯕ ꯀꯦꯔꯤꯌꯔ ꯐ꯭ꯔꯟꯇꯤꯌꯔ ꯑꯦꯌꯔꯂꯥꯏꯟꯁ ꯁꯥꯎꯊꯋꯦꯁ꯭ꯠ ꯑꯦꯌꯔꯂꯥꯏꯟ꯭ꯁ ꯑꯃꯁꯨꯡ ꯁ꯭ꯄꯤꯔꯠ ꯑꯦꯌꯔꯂꯥꯏꯟꯒꯤ ꯑꯣꯄꯔꯦꯁꯟ ꯕꯦꯖ ꯑꯃꯁꯨ ꯑꯣꯏꯔꯤ꯫ ꯑꯦꯌꯔꯄꯣꯔ꯭ꯠ ꯑꯁꯤꯒꯤ ꯑꯋꯥꯡ ꯑꯃꯦꯔꯤꯀꯥ ꯑꯃꯁꯨꯡ ꯂꯦꯇꯤꯟ ꯑꯃꯦꯔꯤꯀꯥ ꯌꯨꯔꯣꯞ ꯑꯐ꯭ꯔꯤꯀꯥ ꯃꯤꯗꯜ ꯏꯁꯠ ꯑꯃꯁꯨꯡ ꯏꯁꯠ ꯑꯦꯁꯤꯌꯥꯗ ꯃꯥꯂꯦꯝꯒꯤ ꯑꯣꯏꯕ ꯁꯔꯕꯤꯁ ꯂꯩ꯫ ꯑꯦꯌꯔꯄꯣꯔ꯭ꯠ ꯑꯁꯤ ꯑꯌꯥꯝꯕꯅ ꯀ꯭ꯂꯦꯇꯟ ꯀꯥꯎꯟꯇꯤ ꯄꯨꯟꯁꯤꯟꯗꯕ ꯃꯐꯝꯁꯤꯡ ꯂꯩ ꯑꯗꯨꯕꯨ ꯃꯁꯤ ꯑꯦꯠꯂꯥꯟꯇꯥ ꯀꯣꯂꯦꯖ ꯄꯥꯔꯛ ꯑꯃꯁꯨꯡ ꯐꯟꯇꯜ ꯀꯥꯎꯟꯇꯤꯡ ꯐꯥꯎꯕ ꯁꯟꯗꯣꯛꯂꯤꯕ ꯂꯝꯈꯩꯒꯤ ꯃꯅꯨꯡꯗ ꯂꯩꯕ ꯍꯦꯞꯚꯤꯜꯒꯤ ꯁꯍꯔꯒꯤ ꯉꯝꯈꯩꯁꯤꯡꯗ ꯆꯦꯜꯂꯤ꯫ ꯑꯦꯌꯔꯄꯣꯔ꯭ꯠ ꯑꯁꯤꯒꯤ ꯗꯣꯃꯦꯁꯇꯤꯛ ꯇꯔꯃꯤꯅꯦꯜ ꯑꯁꯤ ꯃꯥꯔꯇꯥ ꯔꯦꯠ ꯑꯃꯁꯨꯡ ꯒꯣꯜꯗ ꯔꯦꯟ ꯂꯥꯏꯟꯁꯤꯡꯅ ꯐꯪꯍꯜꯂꯤ꯫